ꯑꯩꯅꯥ ꯃꯤꯑꯣꯏ ꯃꯔꯤꯒꯤꯗꯃꯛ ꯐꯨꯠ ꯗꯤꯁ ꯑꯃ ꯁꯦꯝꯕ ꯄꯥꯝꯃꯤ꯫ ꯏꯟꯒ꯭ꯔꯦꯗꯤꯌꯦꯟꯁꯤꯡꯒꯤ ꯂꯤꯁ꯭ꯠ ꯑꯗꯨ ꯁꯦꯝꯃꯨ꯫ ꯀꯔꯤꯒꯨꯝꯕ ꯅꯍꯥꯛꯀꯤ ꯋꯥꯈꯜꯗ ꯑꯀꯛꯅꯕꯥ ꯔꯦꯁꯤꯄꯤ ꯑꯃ ꯂꯩꯔꯕꯗꯤ, ꯑꯩꯅꯥ ꯍꯦꯟꯅ ꯐꯕꯥ ꯏꯟꯒ꯭ꯔꯦꯗꯤꯌꯦꯟꯇꯁꯤꯡꯒꯤ ꯂꯤꯁ꯭ꯠ ꯑꯃ ꯄꯤꯕ ꯉꯝꯅꯕ ꯍꯦꯟꯅ ꯏꯟꯐꯣꯔꯃꯦꯁꯟ ꯄꯤꯕꯤꯌꯨ꯫ ꯆꯥꯛ ꯊꯣꯡꯕꯗꯥ ꯅꯨꯡꯉꯥꯏꯕ ꯐꯥꯎꯕꯤꯌꯨ꯫ ꯑꯦꯇꯣꯝꯁꯤꯡ ꯑꯁꯤ ꯃꯦꯇꯔꯤꯑꯦꯜꯒꯤ ꯕꯦꯁꯤꯛ ꯕꯤꯜꯗꯤꯡ ꯕ꯭ꯂꯣꯛꯁꯤꯡꯅꯤ꯫ ꯑꯦꯇꯣꯝꯁꯤꯡ ꯑꯁꯤ ꯑꯌꯥꯝꯕꯅ ꯃꯦꯇꯔꯤꯑꯦꯜꯒꯤ ꯈ꯭ꯋꯥꯏꯗꯒꯤ ꯃꯔꯨꯑꯣꯏꯕ ꯕꯤꯜꯗꯤꯡ ꯕ꯭ꯂꯣꯛꯁꯤꯡ ꯍꯥꯏꯅ ꯀꯧꯏ꯫ ꯑꯩꯈꯣꯏꯒꯤ ꯑꯀꯣꯏꯕꯗ ꯂꯩꯔꯤꯕ ꯄꯣꯠ ꯈꯨꯗꯤꯡꯃꯛ ꯑꯁꯤ ꯑꯦꯇꯣꯝꯁꯤꯡꯅ ꯁꯦꯝꯕꯅꯤ, ꯃꯈꯣꯏꯁꯤꯡ ꯑꯁꯤꯅ ꯄꯨꯟꯅ ꯃꯣꯂꯤꯀꯨꯜꯁꯤꯡ ꯁꯦꯝꯒꯠꯂꯤ, ꯃꯈꯣꯏꯁꯤꯡ ꯑꯁꯤꯅ ꯃꯊꯪ ꯃꯊꯪ ꯇꯣꯉꯥꯟ ꯇꯣꯉꯥꯟꯕ ꯄꯣꯠꯁꯛꯁꯤꯡ ꯁꯦꯝꯒꯠꯂꯤ꯫ ꯑꯦꯇꯣꯝꯁꯤꯡ ꯑꯁꯤ ꯏꯂꯤꯃꯦꯟ ꯑꯃꯒꯤ ꯈ꯭ꯋꯥꯏꯗꯒꯤ ꯑꯄꯤꯛꯄꯥ ꯌꯨꯅꯤꯠꯅꯤ ꯑꯃꯁꯨꯡ ꯃꯁꯤꯅ ꯏꯂꯤꯃꯦꯟ ꯑꯗꯨꯒꯤ ꯀꯦꯃꯤꯀꯦꯜ ꯄ꯭ꯔꯣꯄꯔꯇꯤꯁꯤꯡ ꯑꯗꯨ ꯊꯝꯖꯤꯜꯂꯤ꯫ ꯍꯟꯗꯛꯇꯥ ꯀ꯭ꯔꯤꯞꯇꯣꯀꯔꯦꯟꯁꯤ ꯍꯦꯟꯒꯠꯂꯛꯄꯒꯤ ꯃꯇꯥꯡꯗ ꯃꯈꯥꯒꯤ ꯕꯣꯛꯁ ꯑꯁꯤꯗ ꯐꯣꯡꯗꯣꯛꯄꯤꯌꯨ꯫ ꯍꯟꯗꯛꯀꯤ ꯀ꯭ꯔꯤꯞꯇꯣꯀꯔꯦꯟꯁꯤꯁꯤꯡ ꯍꯦꯟꯒꯠꯂꯛꯄ ꯑꯁꯤ ꯃꯦꯟꯁ꯭ꯇꯔꯤꯝ ꯐꯥꯏꯅꯥꯟꯁꯤꯑꯦꯜ ꯏꯟꯁꯇꯤꯇꯌꯨꯁꯟꯁꯤꯡ ꯑꯃꯁꯨꯡ ꯀꯝꯄꯦꯅꯤꯁꯤꯡꯅ, ꯂꯣꯏꯅꯅ ꯃꯤꯑꯣꯏ ꯑꯃꯝꯃꯒꯤ ꯏꯅꯚꯦꯁ꯭ꯇꯔꯁꯤꯡꯅ ꯍꯦꯟꯅ ꯌꯥꯕ ꯑꯃꯁꯨꯡ ꯑꯦꯗꯣꯞꯇ ꯇꯧꯕꯥ ꯍꯦꯟꯒꯠꯂꯛꯄꯅ ꯃꯔꯝ ꯑꯣꯏꯗꯨꯅ ꯑꯣꯏꯕ ꯌꯥꯏ꯫ ꯀ꯭ꯔꯤꯞꯇꯣꯀꯔꯦꯟꯁꯤꯁꯤꯡ ꯑꯁꯤ ꯁꯦꯟꯃꯤꯠꯂꯣꯟ ꯑꯃꯁꯨꯡ ꯁꯦꯜ ꯊꯥꯗꯕꯒꯤ ꯂꯦꯖꯤꯁꯂꯦꯇꯤꯕ ꯃꯑꯣꯡ ꯑꯃ ꯑꯣꯏꯅ ꯍꯦꯟꯅ ꯄꯥꯛ ꯁꯟꯅ ꯌꯥꯅꯔꯛꯄꯒꯥ ꯂꯣꯏꯅꯅ ꯃꯈꯣꯏꯒꯤ ꯚꯦꯜꯌꯨ ꯑꯁꯤ ꯌꯥꯝꯅ ꯋꯥꯡꯈꯠꯂꯛꯄꯒ ꯂꯣꯏꯅꯅ ꯈꯋꯥ꯭ꯏꯗꯒꯤ ꯃꯃꯤꯡ ꯆꯠꯄ ꯀ꯭ꯔꯤꯞꯇꯣꯀꯔꯦꯟꯁꯤ ꯑꯣꯏꯔꯤꯕ ꯕꯤꯠꯆꯣꯟ ꯑꯁꯤ ꯔꯦꯀꯣꯔꯗ ꯑꯣꯏꯕ ꯑꯋꯥꯡꯕ ꯊꯥꯛꯇ ꯌꯧꯔꯦ꯫ ꯃꯁꯤꯒꯤ ꯃꯊꯛꯇꯥ, ꯗꯤꯁꯦꯟꯇ꯭ꯔꯦꯂꯥꯏꯖ ꯐꯥꯏꯅꯥꯟꯁ ꯄ꯭ꯂꯦꯠꯐꯣꯔꯝꯁꯤꯡ ꯍꯦꯟꯒꯠꯂꯛꯄ ꯑꯃꯁꯨꯡ ꯅꯟ-ꯐꯪꯖꯤꯕꯜ ꯇꯣꯀꯟꯁꯤꯡ ꯍꯦꯟꯒꯠꯂꯛꯄꯅ ꯀ꯭ꯔꯤꯞꯇꯣꯀꯔꯦꯟꯁꯤꯁꯤꯡꯗꯥ ꯏꯟꯇ꯭ꯔꯦꯁ ꯍꯦꯟꯒꯠꯂꯛꯄꯗꯁꯨ ꯃꯇꯦꯡ ꯄꯥꯡꯂꯤ꯫ ꯃꯁꯤꯒꯤ ꯃꯊꯛꯇꯥ, ꯀꯣꯕꯤꯗ-ꯅꯥꯏꯟꯇꯤꯟ ꯂꯥꯏꯆꯠꯅ ꯃꯔꯝ ꯑꯣꯏꯗꯨꯅ ꯃꯥꯂꯦꯝꯒꯤ ꯁꯦꯟꯃꯤꯠꯂꯣꯟꯒꯤ ꯁꯣꯏꯗ-ꯉꯥꯝꯗꯕ ꯑꯁꯤꯅꯥ ꯀꯌꯥ ꯑꯃꯁꯨ ꯁꯦꯜ ꯊꯥꯗꯕꯒꯤ ꯑꯇꯣꯞꯄꯥ ꯃꯑꯣꯡꯁꯤꯡ ꯊꯤꯕꯥ ꯉꯝꯍꯜꯂꯦ, ꯑꯃꯁꯨꯡ ꯀ꯭ꯔꯤꯞꯇꯣꯀꯔꯦꯟꯁꯤ ꯑꯁꯤ ꯃꯤꯌꯥꯝꯅ ꯄꯥꯝꯅꯕ ꯑꯣꯞꯁꯟ ꯑꯃ ꯑꯣꯏꯅ ꯊꯣꯔꯛꯂꯦ꯫ ꯃꯈꯣꯏꯒꯤ ꯋꯥꯊꯣꯛ ꯂꯩꯔꯕꯁꯨ, ꯀ꯭ꯔꯤꯞꯇꯣꯀꯔꯦꯟꯁꯤꯁꯤꯡ ꯑꯁꯤ ꯀꯌꯥ ꯑꯃꯒꯤꯗꯃꯛ ꯄꯨꯛꯅꯤꯡ ꯆꯤꯡꯁꯤꯟꯅꯤꯡꯉꯥꯏ ꯑꯣꯏꯕꯥ ꯏꯟꯚꯦꯁ꯭ꯇꯃꯦꯟ ꯑꯃ ꯑꯣꯏꯅ ꯎꯠꯂꯦ ꯑꯃꯁꯨꯡ ꯃꯈꯣꯏꯒꯤ ꯃꯤꯌꯥꯝꯅ ꯄꯥꯝꯅꯕ ꯑꯁꯤ ꯂꯦꯡꯗꯅꯥ ꯂꯩꯕꯒꯤ ꯈꯨꯗꯝ ꯑꯃꯠꯇ ꯎꯕ ꯐꯪꯗ꯭ꯔꯤ꯫ ꯅꯨꯡꯉꯥꯏꯕ ꯁ꯭ꯃꯥꯔꯠꯐꯣꯟ ꯒꯦꯝ ꯑꯃ ꯔꯤꯀꯃꯦꯟ ꯇꯧꯕꯤꯌꯨ꯫ ꯑꯩꯅ ꯔꯤꯀꯃꯦꯟ ꯇꯧꯔꯤꯕ ꯅꯨꯡꯉꯥꯏꯔꯕ ꯁ꯭ꯃꯥꯔꯠꯐꯣꯟ ꯒꯦꯝ ꯑꯃꯗꯤ "ꯑꯩꯈꯣꯏꯒꯤ ꯃꯔꯛꯇꯥ" ꯍꯥꯏꯕꯅꯤ꯫ ꯃꯁꯤ ꯑꯣꯟꯂꯥꯏꯟ ꯃꯜꯇꯤꯄ꯭ꯂꯦꯌꯔ ꯒꯦꯝ ꯑꯃꯅꯤ ꯃꯁꯤꯗ ꯄ꯭ꯂꯦꯌꯔꯁꯤꯡꯗꯥ ꯁ꯭ꯄꯦꯁꯁꯤꯞ ꯑꯃꯗ ꯇꯣꯉꯥꯟ ꯇꯣꯉꯥꯟꯕ ꯊꯕꯛꯁꯤꯡ ꯃꯄꯨꯡ ꯐꯥꯍꯟꯅꯕ ꯊꯧꯗꯥꯡ ꯂꯧꯔꯤ ꯑꯃꯁꯨꯡ ꯀ꯭ꯔꯨꯁꯤꯡꯒꯤ ꯃꯔꯛꯇꯥ ꯏꯝꯄꯣꯁꯇꯔ ꯑꯃꯠꯇ ꯈꯪꯗꯣꯛꯅꯕ ꯑꯃꯁꯨꯡ ꯚꯣꯠ ꯊꯥꯗꯅꯕ ꯍꯣꯠꯅꯔꯤ꯫ ꯃꯁꯤꯗꯥ ꯁꯇ꯭꯭ꯔꯦꯇꯦꯖꯤ, ꯇꯤꯝꯋꯥꯔꯛ ꯑꯃꯁꯨꯡ ꯁꯦꯝꯖꯤꯟ ꯁꯥꯖꯤꯟꯕ ꯌꯥꯎꯏ, ꯃꯁꯤꯅ ꯃꯁꯤꯕꯨ ꯊꯋꯥꯏ ꯌꯥꯎꯕ ꯑꯦꯛꯁꯄ꯭ꯔꯤꯌꯦꯟꯁ ꯑꯃ ꯑꯣꯏꯍꯜꯂꯤ꯫ ꯃꯆꯨ ꯀꯌꯥꯒꯤ ꯒ꯭ꯔꯥꯐꯤꯛꯁ ꯑꯃꯁꯨꯡ ꯑꯦꯡꯒꯦꯖꯤꯡ ꯒꯦꯝꯄ꯭ꯂꯦ ꯑꯁꯤꯅ ꯆꯍꯤ ꯈꯨꯗꯤꯡꯒꯤ ꯄ꯭ꯂꯦꯌꯔꯁꯤꯡꯒꯤꯗꯃꯛꯇꯥ ꯑꯆꯧꯕ ꯑꯣꯞꯁꯟ ꯑꯃ ꯑꯣꯏꯍꯜꯂꯤ꯫